ꯑꯦꯂꯤꯌꯟ ꯄ꯭ꯂꯥꯅꯦꯠ ꯑꯃꯥ ꯑꯀꯨꯞꯄꯥ ꯃꯔꯣꯜꯗꯥ ꯐꯣꯡꯗꯣꯛꯄꯤꯌꯨ꯫ ꯑꯦꯂꯤꯌꯟ ꯄ꯭ꯂꯥꯅꯦꯠ ꯍꯥꯏꯕꯁꯤ ꯌꯥꯝꯅꯥ ꯂꯥꯞꯅꯥ ꯂꯩꯕꯥ ꯒꯦꯂꯦꯛꯁꯤ ꯑꯃꯗꯥ ꯂꯩꯕꯥ ꯃꯥꯂꯦꯝ ꯑꯃꯅꯤ, ꯃꯁꯤꯅꯥ ꯄ꯭ꯔꯤꯊꯤꯕꯤꯗꯥ ꯂꯩꯔꯤꯕꯥ ꯂꯥꯏꯞ ꯐꯣꯝꯁꯤꯡꯒꯥ ꯌꯥꯝꯅꯥ ꯈꯦꯟꯅꯕꯥ ꯂꯥꯏꯞ ꯐꯣꯝꯁꯤꯡ ꯂꯩ, ꯃꯁꯤꯅꯥ ꯅꯨꯃꯤꯠꯀꯥ ꯌꯥꯝꯅꯥ ꯃꯥꯟꯅꯗꯕꯥ ꯁ꯭ꯇꯥꯔ ꯑꯃꯕꯨ ꯑꯣꯔꯕꯤꯠ ꯇꯧꯏ꯫ ꯒ꯭ꯔꯍ ꯑꯁꯤꯒꯤ ꯑꯇꯤꯌꯥꯗꯥ ꯑꯆꯧꯕꯥ ꯂꯥꯜꯍꯧꯒꯤ ꯅꯨꯃꯤꯠ ꯑꯃꯒꯥ ꯂꯣꯏꯅꯅꯥ ꯃꯆꯨ ꯁꯪꯂꯕꯥ ꯑꯃꯁꯨꯡ ꯑꯄꯤꯛꯄꯥ ꯃꯆꯨꯒꯤ ꯁꯔꯨꯛꯁꯤꯡ ꯂꯩ, ꯃꯁꯤꯅꯥ ꯒ꯭ꯔꯍ ꯑꯁꯤꯒꯤ ꯃꯊꯛꯇꯥ ꯑꯁꯥꯡꯕꯥ ꯃꯉꯥꯜ ꯑꯃꯥ ꯄꯤꯔꯤ꯫ ꯑꯦꯠꯃꯣꯁꯐꯤꯌꯔ ꯄꯨꯝꯅꯃꯛ ꯑꯁꯤ ꯄꯥꯟꯗꯝ ꯑꯃꯠꯇꯥ ꯂꯩꯇꯅꯥ ꯆꯦꯟꯊꯔꯛꯄꯥ ꯑꯄꯤꯛꯄꯥ ꯀ꯭ꯂꯥꯎꯗꯁꯤꯡꯅꯥ ꯊꯨꯞꯆꯤꯜꯂꯤ꯫ ꯂꯝꯗꯝ ꯑꯁꯤ ꯑꯁꯪꯕꯥ ꯎꯃꯪꯅꯥ ꯊꯜꯂꯕꯥ ꯃꯐꯝ ꯑꯃꯅꯤ, ꯃꯗꯨ ꯃꯤꯠꯅꯥ ꯎꯕꯥ ꯐꯪꯂꯤꯕꯥ ꯐꯥꯎꯕꯥ ꯌꯧꯏ꯫ ꯎꯁꯤꯡ ꯑꯁꯤꯅꯥ ꯃꯈꯣꯏꯒꯤ ꯃꯌꯦꯛ ꯁꯦꯡꯕꯥ ꯃꯆꯨꯁꯤꯡ ꯑꯣꯔꯦꯟꯖ ꯑꯃꯁꯨꯡ ꯔꯦꯠꯀꯨꯝꯕꯥ ꯃꯆꯨ ꯀꯌꯥꯒꯤ ꯑꯆꯧꯕꯥ ꯄꯥꯝꯕꯤꯁꯤꯡ ꯂꯩ꯫ ꯑꯀꯟꯕꯥ ꯅꯣꯡꯖꯨ ꯑꯃꯅꯥ ꯃꯥꯂꯦꯝꯕꯨ ꯀꯨꯞꯁꯤꯜꯂꯤ, ꯃꯁꯤꯅꯥ ꯃꯃꯥꯡꯗꯥ ꯂꯩꯔꯤꯕꯥ ꯂꯝꯕꯤ ꯑꯗꯨ ꯃꯤꯇꯔ ꯀꯌꯥꯒꯤ ꯃꯊꯛꯇꯥ ꯊꯨꯒꯥꯏꯔꯤ꯫ ꯎꯃꯪꯒꯤ ꯃꯈꯥꯗꯥ ꯃꯤꯑꯣꯏꯕꯒꯤ ꯃꯤꯠꯅꯥ ꯎꯕꯥ ꯉꯝꯗꯕꯥ ꯃꯤꯠꯌꯦꯡ ꯊꯝꯕꯥ ꯖꯤꯕꯁꯤꯡꯒꯤ ꯂꯩꯐꯝ ꯂꯩ꯫ ꯃꯈꯣꯏꯒꯤ ꯈꯣꯟꯖꯦꯜ ꯑꯃꯁꯨꯡ ꯈꯣꯟꯖꯦꯜꯁꯤꯡꯅꯥ ꯎꯃꯪ ꯑꯁꯤ ꯅꯤꯜꯂꯤ꯫ ꯒ꯭ꯔꯍ ꯑꯁꯤꯗꯥ ꯑꯆꯝꯕꯥ ꯐ꯭ꯂꯣꯔꯥ ꯑꯃꯁꯨꯡ ꯐꯥꯎꯅꯥꯅ ꯊꯜꯂꯕꯥ ꯑꯆꯧꯕꯥ ꯁꯃꯨꯗ꯭ꯔ ꯀꯌꯥ ꯂꯩꯔꯤ, ꯃꯈꯣꯏꯅꯥ ꯅꯤꯑꯣꯟ ꯃꯆꯨ ꯑꯃꯁꯨꯡ ꯕꯥꯏꯑꯣꯂꯨꯃꯤꯅꯦꯁꯦꯟꯁꯀꯤ ꯆꯥꯎꯊꯣꯛꯆꯕꯥ ꯄꯣꯛꯏ꯫ ꯏꯁꯤꯡꯅ ꯃꯥꯏꯀꯩ ꯀꯌꯥꯗꯒꯤ ꯇꯨꯡꯁꯤꯟꯕꯒꯤ ꯔꯤꯗꯝꯒꯥ ꯂꯣꯏꯅꯅꯥ ꯆꯦꯟꯊꯔꯛꯏ ꯑꯃꯁꯨꯡ ꯆꯦꯜꯂꯤ, ꯃꯈꯥꯗꯥ ꯂꯣꯠꯁꯤꯜꯂꯕꯥ ꯀꯦꯞꯁꯤꯡ ꯑꯃꯁꯨꯡ ꯆꯦꯟꯊꯔꯛꯄꯥ ꯇꯨꯔꯦꯜꯁꯤꯡ ꯎꯕꯥ ꯐꯪꯏ꯫ ꯃꯁꯤꯒꯤ ꯃꯊꯛꯇꯥ ꯒ꯭ꯔꯍ ꯑꯁꯤꯗꯥ ꯅꯨꯃꯤꯗꯥꯡꯒꯤ ꯑꯇꯤꯌꯥꯗꯥ ꯎꯕꯥ ꯐꯪꯂꯤꯕꯥ ꯃꯁꯤꯡ ꯌꯥꯝꯂꯕꯥ ꯊꯥꯁꯤꯡ ꯂꯩꯔꯤ꯫ ꯄ꯭ꯂꯥꯅꯦꯠ ꯑꯁꯤꯒꯤ ꯑꯣꯔꯕꯤꯠ ꯑꯃꯁꯨꯡ ꯔꯣꯇꯦꯁꯟꯅꯥ ꯅꯨꯃꯤꯠ ꯑꯃꯁꯨꯡ ꯊꯥꯒꯤ ꯒ꯭ꯔꯍꯟ ꯀꯌꯥ ꯊꯣꯛꯍꯜꯂꯤ ꯃꯗꯨ ꯃꯐꯝ ꯑꯗꯨꯒꯤ ꯃꯤꯌꯥꯝꯅꯥ ꯌꯥꯝꯅꯥ ꯊꯋꯥꯏ ꯌꯥꯎꯅꯥ ꯅꯤꯡꯁꯤꯡꯂꯤ꯫ ꯈꯪꯖꯤꯟꯒꯗꯕꯥ ꯑꯃꯅꯥ, ꯑꯦꯂꯤꯌꯟ ꯄ꯭ꯂꯥꯅꯦꯠ ꯑꯁꯤ ꯐꯖꯔꯕꯥ, ꯄꯨꯛꯅꯤꯡ ꯆꯤꯡꯁꯤꯟꯅꯤꯡꯉꯥꯏ ꯑꯣꯏꯕꯥ ꯃꯥꯂꯦꯝ ꯑꯃꯅꯤ, ꯃꯁꯤ ꯇꯣꯉꯥꯟ ꯇꯣꯉꯥꯟꯕꯥ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯥ ꯄꯨꯟꯁꯤ ꯃꯍꯤꯡ ꯑꯃꯁꯨꯡ ꯂꯝꯗꯝꯁꯤꯡꯅꯥ ꯊꯜꯂꯤ ꯍꯥꯏꯅꯥ, ꯊꯤꯖꯤꯟꯂꯤꯕꯥꯁꯤꯡꯅꯥ ꯍꯥꯏꯔꯤ꯫ ꯑꯉꯥꯡ ꯑꯃꯒꯤ ꯋꯥꯈꯜ ꯑꯃꯁꯨꯡ ꯐꯤꯚꯝꯁꯤꯡ ꯈꯪꯗꯣꯛꯄꯗꯥ ꯃꯇꯦꯡ ꯄꯥꯡꯒꯗꯕꯥ ꯋꯥꯍꯪꯁꯤꯡꯒꯤ ꯂꯤꯁ ꯑꯃꯥ ꯁꯦꯝꯃꯨ꯫ ꯍꯧꯖꯤꯛ ꯃꯇꯧ ꯀꯔꯝꯅꯥ ꯐꯥꯎꯔꯤꯕꯒꯦ? ꯉꯁꯤ ꯑꯗꯣꯝꯅꯥ ꯇꯧꯈꯤꯕꯥ ꯅꯨꯡꯉꯥꯏꯕꯥ ꯊꯕꯛ ꯑꯃꯒꯤ ꯃꯇꯥꯡꯗꯥ ꯑꯩꯉꯣꯟꯗꯥ ꯍꯥꯏꯕꯤꯔꯛꯄꯥ ꯌꯥꯒꯗ꯭ꯔꯥ? ꯑꯗꯣꯝꯕꯨ ꯅꯨꯡꯉꯥꯏꯍꯟꯕꯥ ꯉꯝꯕꯥ ꯋꯥꯐꯝ ꯑꯃꯥ ꯀꯔꯤꯅꯣ? ꯍꯧꯈꯤꯕꯥ ꯃꯇꯝ ꯈꯔꯁꯤꯗꯥ ꯑꯗꯣꯝꯕꯨ ꯋꯥꯈꯜ ꯅꯨꯡꯉꯥꯏꯇꯕꯥ ꯅꯠꯇ꯭ꯔꯒꯥ ꯅꯨꯡꯉꯥꯏꯇꯕꯥ ꯄꯣꯛꯍꯟꯕꯥ ꯌꯥꯕꯥ ꯋꯥꯐꯝ ꯑꯃꯥ ꯂꯩꯕꯔꯥ?